ꯃꯈꯥꯒꯤ ꯋꯥꯍꯩ ꯑꯁꯤ ꯁꯤꯖꯤꯟꯅꯗꯨꯅ ꯄꯥꯎꯈꯨꯝ ꯄꯤꯕ ꯌꯥꯕ ꯋꯥꯍꯪ ꯑꯃ ꯁꯦꯝꯃꯨ꯫ "ꯐꯖꯔꯕ ꯅꯨꯃꯤꯠ ꯑꯃ ꯑꯣꯏꯈꯤ"꯫ ꯅꯨꯃꯤꯠ ꯑꯗꯨꯗ ꯅꯣꯡꯖꯨ-ꯅꯨꯡꯁꯥ ꯑꯁꯤ ꯀꯔꯝꯅ ꯑꯣꯏꯈꯤꯕꯒꯦ? ꯅꯨꯃꯤꯠ ꯑꯗꯨ ꯀꯔꯝꯅ ꯐꯣꯡꯗꯣꯛꯀꯅꯤ? ꯅꯨꯃꯤꯠ ꯑꯗꯨ ꯅꯨꯡꯉꯥꯏꯕ ꯅꯠꯇ꯭ꯔꯒ ꯅꯨꯡꯉꯥꯏꯇꯕ ꯑꯣꯏꯈꯤꯕ꯭ꯔꯥ? ꯅꯨꯃꯤꯠ ꯑꯁꯤ ꯀꯣꯑꯣꯄꯔꯦꯇꯤꯚ ꯑꯣꯏꯈꯤꯕ꯭ꯔꯥ ꯑꯃꯁꯨꯡ ꯃꯄꯥꯟꯒꯤ ꯊꯕꯛ ꯊꯧꯔꯝꯁꯤꯡꯗ ꯀꯥꯟꯅꯕ ꯑꯣꯏꯈꯤꯕ꯭ꯔꯥ? ꯅꯨꯃꯤꯠ ꯑꯁꯤꯕꯨ ꯈ꯭ꯋꯥꯏꯗꯒꯤ ꯐꯕ ꯃꯑꯣꯡꯗ ꯐꯣꯡꯗꯣꯛꯂꯤꯕ ꯋꯥꯐꯝ ꯑꯁꯤ ꯀꯔꯤꯅꯣ? ꯋꯦꯕ ꯕ꯭ꯔꯥꯎꯖꯔ ꯑꯍꯨꯝꯒꯤ ꯃꯇꯥꯡꯗ ꯄꯟꯕꯤꯌꯨ꯫ ꯒꯨꯒꯜ ꯀ꯭ꯔꯣꯝ: ꯒꯨꯒꯜ ꯀ꯭ꯔꯣꯝ ꯑꯁꯤ ꯒꯨꯒꯜꯅ ꯁꯦꯝꯒꯠꯄ ꯃꯤꯌꯥꯝꯅ ꯄꯥꯝꯅꯕ ꯀ꯭ꯔꯣꯁ-ꯄ꯭ꯂꯦꯠꯐꯣꯝ ꯋꯦꯕ ꯕ꯭ꯔꯥꯎꯖꯔ ꯑꯃꯅꯤ꯫ ꯃꯁꯤ ꯑꯍꯥꯟꯕ ꯑꯣꯏꯅ ꯏꯪ ꯂꯤꯁꯤꯡ ꯑꯅꯤꯒ ꯅꯤꯄꯥꯟꯗ ꯐꯣꯡꯈꯤꯕꯅꯤ ꯑꯃꯁꯨꯡ ꯃꯁꯤꯒꯤ ꯃꯤꯅꯤꯃꯦꯜꯂꯤꯁꯠ ꯗꯤꯚꯥꯏ, ꯌꯥꯝꯅ ꯊꯨꯅ ꯊꯕꯛ ꯇꯧꯕ ꯑꯃꯁꯨꯡ ꯑꯆꯦꯠꯄ ꯁꯦꯀ꯭ꯌꯨꯔꯤꯇꯤꯒꯤ ꯐꯤꯆꯔꯁꯤꯡꯒꯤꯗꯃꯛ ꯈꯪꯅꯩ꯫ ꯀ꯭ꯔꯣꯝꯅ ꯕ꯭ꯂꯤꯡꯀ ꯔꯦꯟꯗꯔ ꯏꯟꯖꯤꯟ ꯁꯤꯖꯤꯟꯅꯩ ꯑꯃꯁꯨꯡ ꯒꯨꯒꯜ ꯁꯔꯆ ꯑꯃꯁꯨꯡ ꯒꯨꯒꯜ ꯇ꯭ꯔꯥꯟꯁꯂꯦꯠꯒꯨꯝꯕ ꯑꯇꯣꯞꯄ ꯒꯨꯒꯜ ꯁꯔꯚꯤꯁꯁꯤꯡꯒ ꯑꯀꯟꯕ ꯏꯟꯇꯤꯒ꯭ꯔꯦꯁꯟꯒꯤ ꯐꯤꯆꯔꯁꯤꯡ ꯌꯥꯎꯔꯤ꯫ ꯃꯣꯖꯤꯂꯥ ꯐꯥꯏꯔꯐꯛꯁ: ꯃꯣꯖꯤꯂꯥ ꯐꯥꯏꯔꯐꯛꯁ ꯑꯁꯤ ꯃꯣꯖꯤꯂꯥ ꯐꯥꯎꯟꯗꯦꯁꯟꯅ ꯁꯦꯝꯕ ꯐ꯭ꯔꯤ ꯑꯃꯁꯨꯡ ꯑꯣꯄꯟ-ꯁꯣꯔꯁ ꯋꯦꯕ ꯕ꯭ꯔꯥꯎꯖꯔ ꯑꯃꯅꯤ꯫ ꯐꯥꯏꯔꯐꯛꯁ ꯑꯁꯤ ꯋꯤꯟꯗꯣꯖ, ꯃꯦꯆꯤꯟꯇꯣꯁ ꯑꯣꯄꯦꯔꯦꯇꯤꯡ ꯁꯤꯁꯇꯦꯝ, ꯂꯤꯅꯛꯁ ꯑꯃꯁꯨꯡ ꯑꯦꯟꯗ꯭ꯔꯣꯏꯗ ꯌꯥꯎꯅ ꯃꯁꯤꯡ ꯌꯥꯝꯂꯕ ꯄ꯭ꯂꯦꯠꯐꯣꯝꯁꯤꯡꯗ ꯐꯪꯏ꯫ ꯐꯥꯏꯔꯐꯛꯁ ꯑꯁꯤ ꯄ꯭ꯔꯥꯏꯚꯦꯁꯤ, ꯁꯦꯀ꯭ꯌꯨꯔꯤꯇꯤ ꯑꯃꯁꯨꯡ ꯌꯨꯖꯔ ꯀꯟꯇ꯭ꯔꯣꯜꯗ ꯀꯝꯃꯤꯠꯃꯦꯟ ꯇꯧꯕꯒꯤꯗꯃꯛ ꯈꯪꯅꯩ ꯑꯃꯁꯨꯡ ꯃꯁꯤꯅ ꯒꯦꯀꯣ ꯔꯦꯟꯗꯔ ꯏꯟꯖꯤꯟ ꯁꯤꯖꯤꯟꯅꯩ꯫ ꯕ꯭ꯔꯥꯎꯖꯔ ꯑꯁꯤ ꯌꯥꯝꯅ ꯀꯁꯇꯃꯥꯏꯁ ꯑꯣꯏꯕ ꯌꯥꯏ꯫ ꯑꯦꯛꯁꯇꯦꯟꯁꯟ ꯑꯃꯁꯨꯡ ꯊꯤꯝꯁꯤꯡꯒꯤ ꯄꯥꯛ ꯆꯥꯎꯔꯕ ꯔꯦꯟꯖ ꯑꯃ ꯁꯄꯣꯔꯠ ꯇꯧꯏ꯫ ꯁꯥꯐꯥꯔꯤ: ꯁꯥꯐꯥꯔꯤ ꯑꯁꯤ ꯑꯦꯄꯜ ꯏꯟꯀꯅ ꯁꯦꯝꯒꯠꯄ ꯋꯦꯕ ꯕ꯭ꯔꯥꯎꯖꯔ ꯑꯃꯅꯤ꯫ ꯃꯁꯤ ꯑꯍꯥꯟꯕ ꯑꯣꯏꯅ ꯏꯪ ꯂꯤꯁꯤꯡ ꯑꯅꯤꯒ ꯑꯍꯨꯝꯗ ꯍꯧꯗꯣꯛꯈꯤꯕꯅꯤ ꯑꯃꯁꯨꯡ ꯃꯁꯤ ꯃꯦꯆꯤꯟꯇꯣꯁ ꯑꯣꯄꯦꯔꯦꯇꯤꯡ ꯁꯤꯁꯇꯦꯝ ꯑꯃꯁꯨꯡ ꯑꯥꯏꯐꯣꯟ ꯑꯣꯄꯦꯔꯦꯇꯤꯡ ꯁꯤꯁꯇꯦꯝ ꯗꯤꯚꯥꯏꯁꯁꯤꯡꯗ ꯗꯤꯐꯣꯜ ꯕ꯭ꯔꯥꯎꯖꯔꯅꯤ꯫ ꯁꯐꯥꯔꯤ ꯑꯁꯤ ꯃꯁꯤꯒꯤ ꯁꯦꯡꯂꯕ ꯗꯤꯚꯥꯏ ꯗꯤꯖꯥꯏꯟ, ꯑꯆꯦꯠꯄ ꯄꯔꯐꯣꯃꯦꯟꯁ ꯑꯃꯁꯨꯡ ꯑꯦꯄꯜ ꯏꯀꯣꯁꯤꯁꯇꯦꯝꯒ ꯂꯣꯏꯅꯅ ꯑꯀꯟꯕ ꯏꯟꯇꯤꯒ꯭ꯔꯦꯁꯟꯒꯤꯗꯃꯛ ꯈꯪꯅꯩ꯫ ꯃꯁꯤꯅ ꯋꯦꯕꯀꯤꯠ ꯔꯦꯟꯗꯔ ꯏꯟꯖꯤꯟ ꯁꯤꯖꯤꯟꯅꯩ ꯑꯃꯁꯨꯡ ꯕꯨꯛꯃꯥꯔꯛ ꯇꯧꯕ, ꯋꯦꯕ ꯇꯧꯔꯕ ꯇꯦꯕ ꯇꯧꯔꯕ ꯕ꯭ꯔꯥꯎꯖꯤꯡ ꯑꯃꯁꯨꯡ ꯄ꯭ꯔꯥꯏꯚꯦꯠ ꯕ꯭ꯔꯥꯎꯖꯤꯡ ꯌꯥꯎꯅ ꯐꯤꯆꯔꯁꯤꯡ ꯄꯤꯔꯤ꯫ ꯑꯄꯤꯕ ꯋꯥꯔꯤ ꯑꯁꯤꯗꯒꯤ ꯃꯔꯨꯑꯣꯏꯕ ꯃꯤꯑꯣꯏꯁꯤꯡ ꯑꯗꯨ ꯂꯧꯊꯣꯛꯎ꯫ ꯂꯥꯟꯊꯦꯡꯅꯔꯤꯕ ꯗꯣꯛꯇꯔ ꯑꯃꯅ ꯃꯐꯝ ꯑꯗꯨꯒꯤ ꯃꯤꯌꯥꯝꯒꯤꯗꯃꯛ ꯏꯆꯝ ꯆꯝꯕ ꯀ꯭ꯂꯤꯅꯤꯛ ꯑꯃꯗ ꯊꯕꯛ ꯇꯧꯅꯕ ꯑꯄꯤꯛꯄ ꯁꯍꯔ ꯑꯃꯗ ꯌꯧꯔꯛꯏ꯫ ꯋꯥꯔꯤ ꯑꯁꯤꯒꯤ ꯃꯔꯨꯑꯣꯏꯅ ꯁꯛꯇꯝꯗꯤ ꯂꯥꯟꯊꯦꯡꯅꯔꯤꯕ ꯗꯣꯛꯇꯔꯅꯤ꯫ ꯄꯟꯈ꯭ꯔꯤꯕ ꯑꯇꯣꯞꯄ ꯆꯦꯔꯤꯇꯔꯁꯤꯡꯗꯤ ꯀ꯭ꯂꯤꯅꯤꯛ ꯑꯁꯤ ꯂꯩꯔꯤꯕ ꯑꯄꯤꯛꯄ ꯁꯍꯔ ꯑꯁꯤꯒꯤ ꯃꯐꯝ ꯑꯗꯨꯒꯤ ꯃꯤꯑꯣꯏꯁꯤꯡꯅꯤ꯫